ꯔꯣꯃꯥꯟꯇꯤꯛ ꯏꯚꯤꯅꯤꯡ ꯑꯃꯒꯤꯗꯃꯛ ꯋꯥꯈꯜꯂꯣꯟꯁꯤꯡꯒꯤ ꯑꯀꯨꯞꯄ ꯂꯤꯁ꯭ꯠ ꯑꯃꯥ ꯁꯦꯝꯃꯨ꯫ ꯑꯈꯟꯅꯕ ꯅꯨꯃꯤꯗꯥꯡꯒꯤ ꯆꯥꯛꯂꯦꯟ ꯑꯃꯥ ꯄꯨꯟꯅ ꯆꯥꯃꯤꯟꯅꯧ: ꯅꯨꯡꯁꯤꯖꯔꯕ ꯅꯠꯇꯔꯒ ꯑꯅꯧꯕ ꯔꯦꯁꯤꯄꯤ ꯑꯃꯥ ꯈꯟꯕꯤꯌꯨ ꯑꯃꯁꯨꯡ ꯆꯥꯛ ꯊꯣꯡꯂꯤꯉꯩꯗ ꯋꯥꯏꯟ ꯒ꯭ꯂꯥꯁ ꯑꯃꯥ ꯅꯠꯇꯔꯒ ꯑꯃꯒ ꯂꯣꯏꯅꯅ ꯅꯨꯡꯉꯥꯏꯅ ꯂꯩꯅꯕ ꯄꯨꯟꯅꯥ ꯆꯥꯛꯁꯪꯗ ꯃꯇꯝ ꯀꯥꯏꯊꯣꯛꯄꯤꯌꯨ꯫ ꯀꯦꯟꯗꯜ ꯂꯥꯏꯠ ꯄꯤꯛꯅꯤꯛ ꯑꯃꯥ ꯄꯥꯡꯊꯣꯛꯎ: ꯔꯣꯃꯥꯟꯇꯤꯛ ꯑꯦꯇꯃꯣꯁ꯭ꯐꯤꯌꯥꯔ ꯑꯃꯥ ꯁꯦꯝꯅꯕ ꯀꯦꯟꯗꯜ ꯅꯠꯇꯔꯒ ꯁ꯭ꯇꯔꯤꯡ ꯂꯥꯏꯠꯁꯤꯡ ꯁꯤꯖꯤꯟꯅꯗꯨꯅ ꯂꯤꯚꯤꯡ ꯔꯨꯝ ꯅꯠꯇꯔꯒ ꯕꯦꯛꯌꯥꯔꯗꯇ ꯅꯨꯡꯉꯥꯏꯕ ꯄꯤꯛꯅꯤꯛ ꯑꯃꯥ ꯁꯦꯝꯃꯨ꯫ ꯁ꯭ꯇꯥꯔꯒꯦꯖꯤꯡꯗꯥ ꯆꯠꯂꯨ: ꯃꯅꯥꯛ ꯅꯛꯄ ꯄꯥꯔꯛ ꯑꯃꯗ ꯅꯠꯇꯔꯒ ꯅꯨꯃꯤꯗꯥꯡꯒꯤ ꯑꯇꯤꯌꯥꯒꯤ ꯃꯌꯦꯛ ꯁꯦꯡꯕ ꯃꯤꯠꯌꯦꯡ ꯂꯩꯕ ꯃꯐꯝ ꯑꯃꯗ ꯆꯠꯂꯨ ꯑꯃꯁꯨꯡ ꯁ꯭ꯇꯥꯔꯒꯦꯖꯤꯡꯗ ꯄꯨꯟꯅ ꯃꯇꯝ ꯀꯥꯏꯊꯣꯛꯎ꯫ ꯔꯣꯃꯥꯟꯇꯤꯛ ꯃꯨꯚꯤ ꯑꯃꯥ ꯌꯦꯡꯎ: ꯅꯨꯡꯁꯤꯖꯔꯕ ꯔꯣꯃꯥꯟꯇꯤꯛ ꯃꯨꯚꯤ ꯑꯃꯥ ꯅꯠꯇꯔꯒ ꯅꯍꯥꯛ ꯑꯅꯤꯃꯛꯀꯤ ꯑꯈꯟꯅꯕ ꯑꯔꯊ ꯂꯩꯕ ꯑꯃꯥ ꯈꯜꯂꯨ, ꯑꯃꯁꯨꯡ ꯄꯣꯞꯀ꯭ꯔꯟ ꯈꯔ ꯑꯃꯁꯨꯡ ꯅꯨꯡꯉꯥꯏꯔꯕ ꯀꯝꯕꯜ ꯑꯃꯒ ꯂꯣꯏꯅꯅ ꯁꯣꯐ꯭ꯇꯋꯥꯌꯔꯗ ꯂꯦꯡꯗꯅ ꯂꯩꯌꯨ꯫ ꯅꯨꯃꯤꯠ ꯆꯨꯞꯄ ꯈꯣꯡꯅ ꯆꯠꯄꯥ: ꯃꯅꯥꯛ ꯅꯛꯄ ꯄꯥꯔꯛ ꯅꯠꯇꯔꯒ ꯅꯦꯆꯔ ꯇ꯭ꯔꯦꯜ ꯑꯃꯗ ꯆꯠꯂꯨ ꯑꯃꯁꯨꯡ ꯄꯨꯟꯅ ꯅꯨꯡꯉꯥꯏꯅ ꯈꯣꯡꯅ ꯆꯠꯂꯨ, ꯐꯖꯔꯕ ꯃꯐꯝꯁꯤꯡ ꯑꯗꯨ ꯅꯨꯡꯉꯥꯏꯅ ꯌꯦꯡꯎ ꯑꯃꯁꯨꯡ ꯅꯨꯃꯤꯠ ꯆꯨꯞꯄ ꯌꯦꯡꯎ꯫ ꯅꯨꯡꯁꯤꯕꯒꯤ ꯆꯤꯊꯤ ꯏꯕꯥ: ꯑꯃꯒ ꯑꯃꯒ ꯅꯨꯡꯁꯤꯅꯕꯒꯤ ꯆꯤꯊꯤ ꯏꯕ ꯃꯇꯝ ꯀꯥꯏꯊꯣꯛꯄꯤꯌꯨ, ꯅꯍꯥꯛꯀꯤ ꯄꯨꯛꯅꯤꯡ ꯑꯃꯁꯨꯡ ꯅꯤꯡꯁꯤꯡꯅꯤꯡꯉꯥꯏ ꯑꯣꯏꯕꯁꯤꯡ ꯑꯗꯨ ꯐꯣꯡꯗꯣꯛꯄꯤꯌꯨ, ꯃꯗꯨꯒꯤ ꯃꯇꯨꯡꯗ ꯃꯗꯨ ꯄꯤꯊꯣꯛ-ꯄꯤꯁꯤꯟ ꯇꯧꯅꯕꯤꯌꯨ ꯑꯃꯁꯨꯡ ꯃꯗꯨ ꯌꯥꯝꯅ ꯋꯥꯅ ꯄꯥꯕꯤꯌꯨ꯫ ꯁ꯭ꯄꯥ ꯅꯥꯏꯠ ꯑꯃ ꯂꯩꯌꯨ: ꯀꯦꯟꯗꯜ ꯈꯔꯥ ꯊꯥꯎ, ꯇꯔꯨ-ꯇꯅꯥꯟꯕ ꯃ꯭ꯌꯨꯖꯤꯛ ꯈꯔ ꯊꯥꯎ, ꯑꯃꯁꯨꯡ ꯑꯃꯅ ꯑꯃꯕꯨ ꯃꯦꯁꯦꯖ ꯅꯠꯇꯔꯒ ꯑꯇꯩ ꯄꯦꯝꯄꯔꯤꯡ ꯁ꯭ꯄꯥ ꯇ꯭ꯔꯤꯠꯃꯦꯟꯠꯁꯤꯡ ꯄꯤꯗꯨꯅ ꯃꯇꯝ ꯀꯥꯏꯊꯣꯛꯎ꯫ ꯕꯣꯔꯗ ꯒꯦꯝ ꯑꯃꯥ ꯁꯥꯟꯅꯧ: ꯅꯨꯡꯁꯤꯖꯔꯕ ꯕꯣꯔꯗ ꯒꯦꯝ ꯑꯃꯥ ꯅꯠꯇꯔꯒ ꯅꯍꯥꯛ ꯑꯅꯤꯃꯛꯀꯤ ꯑꯅꯧꯕ ꯒꯦꯝ ꯑꯃ ꯈꯟꯕꯤꯌꯨ, ꯑꯃꯁꯨꯡ ꯄꯨꯟꯅ ꯁꯥꯟꯅꯃꯤꯟꯅꯗꯨꯅ, ꯑꯃꯒ ꯑꯃꯒ ꯂꯣꯏꯅꯅ ꯅꯨꯡꯉꯥꯏꯅ ꯂꯩꯃꯤꯟꯅꯗꯨꯅ ꯑꯃꯁꯨꯡ ꯃꯔꯨꯞ-ꯃꯄꯥꯡ ꯑꯣꯏꯕ ꯀꯝꯄꯤꯇꯤꯁꯟ ꯈꯔ ꯁꯥꯟꯅꯗꯨꯅ ꯃꯇꯝ ꯀꯥꯏꯊꯣꯛꯄꯤꯌꯨ꯫ ꯅꯥꯠꯀꯤ ꯀ꯭ꯂꯥꯁ ꯑꯃꯥ ꯂꯧꯕꯤꯌꯨ: ꯁꯥꯜꯁꯥ ꯅꯠꯇꯔꯒ ꯇꯦꯡꯒꯣꯒꯨꯝꯕ ꯅꯥꯠꯀꯤ ꯀ꯭ꯂꯥꯁ ꯑꯃꯗ ꯄꯨꯟꯅ ꯁꯥꯏꯟ ꯑꯥꯞ ꯇꯧꯕꯤꯌꯨ ꯑꯃꯁꯨꯡ ꯅꯨꯃꯤꯗꯥꯡꯋꯥꯏꯔꯝ ꯑꯁꯤ ꯑꯅꯧꯕ ꯈꯣꯡꯊꯥꯡꯁꯤꯡ ꯇꯞꯗꯨꯅ ꯑꯃꯁꯨꯡ ꯄꯨꯟꯅ ꯅꯥꯠꯀꯤ ꯑꯣꯏꯕ ꯊꯧꯔꯝꯁꯤꯡꯗ ꯂꯦꯞꯄꯤꯌꯨ꯫ ꯀꯟꯁꯔꯠ ꯅꯠꯇꯔꯒ ꯂꯥꯏꯞ ꯏꯚꯦꯟꯠ ꯑꯃꯗ ꯆꯠꯂꯨ: ꯃꯐꯝꯗꯨꯒꯤ ꯀꯟꯁꯔꯠ ꯅꯠꯇꯔꯒ ꯏꯚꯦꯟꯠꯁꯤꯡ ꯌꯦꯡꯎ ꯑꯃꯁꯨꯡ ꯅꯨꯃꯤꯗꯥꯡꯋꯥꯏꯔꯝ ꯑꯗꯨ ꯅꯨꯡꯉꯥꯏꯅ ꯂꯩꯅꯕ ꯑꯃꯁꯨꯡ ꯑꯃꯅ ꯑꯃꯒꯤ ꯀꯝꯄꯦꯅꯤꯗꯥ ꯅꯨꯡꯉꯥꯏꯅꯥ ꯂꯩꯌꯨ꯫